ꯚꯦꯖꯦꯇꯦꯔꯤꯌꯥꯟ ꯍꯥꯏꯕ ꯋꯥꯍꯩ ꯑꯁꯤꯒꯤ ꯃꯇꯤꯛ ꯆꯥꯕ ꯋꯥꯍꯟꯊꯣꯛ ꯑꯃ ꯄꯤꯌꯨ꯫ ꯚꯦꯖꯦꯇꯦꯔꯤꯌꯥꯟ ꯍꯥꯏꯕꯁꯤ ꯃꯅꯥ-ꯃꯁꯤꯡ, ꯄꯣꯜꯇ꯭ꯔꯤ, ꯒꯦꯝ, ꯉꯥ, ꯁꯦꯜꯃꯤꯠꯂꯣꯟ ꯅꯠꯇ꯭ꯔꯒ ꯁꯥ-ꯁꯟ ꯂꯣꯏꯕꯒꯤ ꯑꯇꯩ ꯄꯣꯠꯊꯣꯛ ꯑꯃꯠꯇ ꯌꯥꯎꯗꯕ ꯗꯥꯏꯠ ꯑꯃ ꯏꯟꯕ ꯈꯟꯕ ꯃꯤꯑꯣꯏ ꯑꯃꯅꯤ꯫ ꯃꯗꯨꯒꯤ ꯃꯍꯨꯠꯇ, ꯃꯈꯣꯏꯒꯤ ꯗꯥꯏꯇꯗ ꯃꯔꯨꯑꯣꯏꯅ ꯄꯥꯝꯕꯤꯗ ꯌꯨꯝꯐꯝ ꯑꯣꯏꯕ ꯆꯤꯟꯖꯥꯛꯁꯤꯡ ꯍꯥꯏꯗꯤ ꯃꯅꯥ-ꯃꯁꯤꯡ, ꯎꯍꯩ-ꯋꯥꯍꯩ, ꯆꯦꯡ, ꯌꯦꯔꯨꯝ, ꯃꯅꯥ-ꯃꯁꯤꯡ, ꯑꯃꯁꯨꯡ ꯃꯅꯥ-ꯃꯁꯤꯡ ꯑꯁꯤ ꯌꯥꯎꯏ꯫ ꯚꯦꯖꯦꯇꯦꯔꯤꯌꯥꯟ ꯈꯔꯅ ꯗꯥꯏꯔꯤꯒꯤ ꯄꯣꯠꯊꯣꯛꯁꯤꯡ ꯑꯃꯁꯨꯡ ꯉꯥ ꯁꯤꯖꯤꯟꯅꯕꯁꯨ ꯌꯥꯏ꯫ ꯚꯦꯖꯦꯇꯦꯔꯤꯌꯥꯟ ꯗꯥꯏꯠ ꯑꯃ ꯏꯟꯕꯒꯤ ꯃꯔꯝꯁꯤꯡ ꯑꯁꯤ ꯇꯣꯉꯥꯟ-ꯇꯣꯉꯥꯟꯕ ꯑꯣꯏꯕ ꯌꯥꯏ꯫ ꯑꯃꯁꯨꯡ ꯃꯁꯤꯒꯤ ꯃꯅꯨꯡꯗ ꯏꯊꯤꯀꯦꯜ, ꯍꯛꯁꯦꯜ, ꯑꯀꯣꯏꯔꯣꯜꯒꯤ, ꯙꯔꯝꯃꯒꯤ ꯅꯠꯇ꯭ꯔꯒ ꯀꯜꯆꯔꯒꯤ ꯃꯔꯝꯁꯤꯡ ꯌꯥꯎꯕ ꯌꯥꯏ꯫ ꯏꯇꯥꯂꯤꯒꯤ ꯆꯤꯟꯖꯥꯛꯁꯤꯡꯒꯤ ꯃꯁꯛ ꯑꯗꯨ ꯐꯣꯡꯗꯣꯛꯄꯤꯌꯨ꯫ ꯏꯇꯥꯂꯤꯒꯤ ꯆꯤꯟꯖꯥꯛꯁꯤꯡ ꯑꯁꯤ ꯕꯣꯜꯗ ꯑꯃꯁꯨꯡ ꯁꯦꯚꯔꯤ ꯐ꯭ꯂꯦꯕꯔꯁꯤꯡꯒꯤꯗ ꯈꯪꯅꯩ, ꯃꯁꯤꯒꯤ ꯃꯁꯛ ꯑꯁꯤ ꯍꯔꯕꯁ, ꯂꯐꯣꯏ ꯑꯃꯁꯨꯡ ꯑꯣꯂꯤꯚ ꯑꯣꯏꯜ ꯌꯥꯝꯅ ꯁꯤꯖꯤꯟꯅꯕꯅ ꯑꯣꯏ꯫ ꯏꯇꯥꯂꯤꯒꯤ ꯆꯥꯛꯆꯥ-ꯏꯊꯛꯁꯤꯡꯒꯤ ꯑꯄꯨꯟꯕ ꯐ꯭ꯂꯦꯕꯔ ꯄ꯭ꯔꯣꯐꯥꯏꯜ ꯑꯁꯤ ꯔꯤꯆ ꯑꯃꯁꯨꯡ ꯔꯣꯕꯁ꯭ꯠ ꯑꯣꯏꯕꯥ ꯌꯥꯏ꯫ ꯃꯁꯤꯗ ꯀꯝꯄꯂꯤꯃꯦꯟꯇꯦꯔꯤ ꯇꯦꯁ꯭ꯇꯁꯤꯡ ꯑꯃꯁꯨꯡ ꯐ꯭ꯂꯦꯕꯔꯒꯤ ꯊꯣꯏꯗꯣꯛꯄ ꯂꯦꯌꯔꯁꯤꯡ ꯌꯥꯎꯏ꯫ ꯆꯥꯛꯁꯪꯁꯤꯡ ꯑꯁꯤ ꯊꯃꯣꯏ ꯁꯦꯡꯅ ꯌꯥꯎꯕ, ꯍꯥꯏꯕꯗꯤ ꯔꯤꯆ ꯑꯣꯏꯕ ꯃꯅꯥ-ꯃꯁꯤꯡꯒꯤ ꯁꯁ ꯑꯃꯗ ꯄꯥꯁ꯭ꯇꯥꯔ, ꯂꯦꯃꯟ ꯑꯃꯁꯨꯡ ꯍꯔꯕꯁꯀꯥ ꯂꯣꯏꯅꯅ ꯒ꯭ꯔꯤꯜ ꯇꯧꯔꯕ ꯉꯥꯒꯨꯝꯕ ꯃꯆꯤ ꯑꯣꯏꯕ ꯑꯃꯁꯨꯡ ꯂꯥꯏꯅ ꯊꯣꯛꯄ ꯉꯥ ꯐꯥꯎꯕ ꯈꯦꯠꯅꯕ ꯌꯥꯏ꯫ ꯆꯦꯡ ꯑꯁꯤ ꯀꯃꯟ ꯑꯣꯏꯕ ꯄꯣꯠꯁꯛ ꯑꯃꯅꯤ꯫ ꯃꯁꯤꯅ ꯑꯇꯣꯞꯄ ꯃꯁꯛꯁꯤꯡꯕꯨ ꯀꯝꯞꯂꯤꯃꯦꯟꯇ ꯇꯧꯕ ꯌꯥꯕ ꯔꯤꯆ, ꯅꯠꯇꯕ ꯃꯁꯛ ꯑꯃ ꯍꯥꯄꯆꯤꯜꯂꯤ꯫ ꯋꯥꯏꯅꯦꯁꯇ ꯁꯦꯝꯕ ꯇꯣꯃꯦꯇꯣ ꯑꯁꯤꯁꯨ ꯏꯇꯥꯂꯤꯒꯤ ꯆꯥꯛꯆꯥ-ꯏꯊꯛꯁꯤꯡꯒꯤ ꯃꯔꯨꯑꯣꯏꯕ ꯃꯆꯥꯛ ꯑꯃꯅꯤ꯫ ꯑꯃꯁꯨꯡ ꯃꯁꯤꯅ ꯃꯆꯤ ꯑꯣꯏꯕ ꯑꯅꯧꯕ ꯃꯁꯛ ꯑꯃ ꯄꯤ꯫ ꯕꯦꯁꯤꯜ, ꯑꯣꯔꯦꯒꯥꯅꯣ, ꯑꯃꯁꯨꯡ ꯔꯣꯁꯃꯦꯔꯤ ꯌꯥꯎꯅ ꯑꯅꯧꯕ ꯃꯅꯥ-ꯃꯁꯤꯡꯒꯤ ꯄꯥꯛ ꯆꯥꯎꯔꯕ ꯔꯦꯟꯖ ꯑꯃꯅ ꯇꯣꯞ ꯇꯣꯞꯄ ꯃꯥꯂꯦꯝꯒꯤ ꯑꯃꯁꯨꯡ ꯃꯍꯤꯛ ꯌꯥꯎꯕ ꯅꯣꯠꯁꯤꯡ ꯄꯤꯔꯤ꯫ ꯑꯄꯨꯟꯕ ꯑꯣꯏꯅ ꯏꯇꯥꯂꯤꯒꯤ ꯆꯤꯟꯖꯥꯛꯁꯤꯡꯗ ꯅꯨꯡꯉꯥꯏꯕ ꯑꯃꯁꯨꯡ ꯅꯨꯡꯉꯥꯏꯕ ꯑꯅꯤꯃꯛ ꯌꯥꯎꯕ ꯃꯆꯤ ꯑꯣꯏꯕ ꯑꯃꯁꯨꯡ ꯀꯝꯞꯂꯦꯛꯁ ꯑꯣꯏꯕ ꯃꯁꯛ ꯑꯃ ꯂꯩ꯫ ꯄꯣꯂꯔ ꯕꯦꯌꯥꯔꯒꯤ ꯃꯇꯥꯡꯗ ꯋꯥꯐꯝ ꯃꯔꯤ ꯂꯤꯁ꯭ꯠ ꯇꯧ꯫ ꯄꯣꯂꯥꯔ ꯕꯦꯌꯥꯔ ꯑꯁꯤ ꯕꯦꯌꯥꯔꯒꯤ ꯈ꯭ꯋꯥꯏꯗꯒꯤ ꯆꯥꯎꯕ ꯃꯈꯜꯅꯤ ꯑꯃꯁꯨꯡ ꯄ꯭ꯔ꯭ꯤꯊꯤꯕꯤꯒꯤ ꯈ꯭ꯋꯥꯏꯗꯒꯤ ꯆꯥꯎꯕ ꯂꯦꯟꯗ ꯀꯥꯔꯅꯤꯚꯔꯅꯤ꯫ ꯄꯣꯂꯥꯔ ꯕꯦꯌꯥꯔꯁꯤꯡ ꯑꯁꯤ ꯃꯔꯨꯑꯣꯏꯅ ꯑꯥꯔꯛꯇꯤꯛ ꯁꯔꯀꯜꯒꯤ ꯃꯅꯨꯡꯗ ꯌꯨꯅꯥꯏꯇꯦꯗ ꯁ꯭ꯇꯦꯇꯁ (ꯑꯂꯥꯁ꯭ꯀꯥ), ꯀꯅꯥꯗꯥ, ꯔꯨꯁꯤꯌꯥ, ꯒ꯭ꯔꯤꯅꯂꯦꯟꯗ, ꯑꯃꯁꯨꯡ ꯅꯣꯔꯋꯦꯒꯨꯝꯕ ꯂꯩꯕꯥꯛꯁꯤꯡꯗ ꯂꯩ꯫ ꯃꯈꯣꯏ ꯑꯁꯤ ꯁꯃꯨꯗ꯭ꯔꯒꯤ ꯃꯃꯥꯏꯁꯤꯡꯅꯤ ꯍꯥꯏꯅ ꯂꯧꯅꯩ ꯃꯔꯝꯗꯤ ꯃꯈꯣꯏꯅ ꯆꯥꯅꯕ ꯆꯤꯟꯖꯥꯛ ꯂꯧꯅꯕꯒꯤꯗꯃꯛ ꯁꯃꯨꯗ꯭ꯔꯒꯤ ꯏꯁꯤꯡꯗ ꯊꯥꯖꯕ ꯊꯝꯃꯤ ꯫ ꯑꯃꯁꯨꯡ ꯃꯈꯣꯏꯒꯤ ꯄꯨꯟꯁꯤꯒꯤ ꯑꯌꯥꯝꯕ ꯁꯔꯨꯛ ꯐ꯭ꯔꯣꯖꯟ ꯑꯥꯏꯁꯇꯥ ꯍꯤꯡꯏ꯫ ꯄꯣꯂꯥꯔ ꯕꯦꯌꯥꯔꯁꯤꯡꯒꯤ ꯃꯔꯨꯑꯣꯏꯕ ꯗꯥꯏꯠ ꯁ꯭ꯇꯦꯄꯂꯁꯤꯡꯒꯤ ꯃꯅꯨꯡꯗ ꯑꯃꯗꯤ ꯔꯤꯡ ꯁꯤꯜꯁꯤꯡꯅꯤ꯫ ꯃꯈꯣꯏꯅ ꯃꯈꯣꯏꯒꯤ ꯊꯣꯏꯗꯣꯛꯄ ꯁꯦꯟꯁ ꯑꯗꯨ ꯁꯤꯖꯤꯟꯅꯗꯨꯅ ꯑꯥꯏꯁꯀꯤ ꯃꯅꯨꯡꯗ ꯁ꯭ꯋꯔ ꯍꯣꯟꯕꯒꯤ ꯍꯨꯔꯥꯟꯕ ꯃꯐꯝꯁꯤꯡ ꯊꯤꯗꯣꯛꯏ꯫ ꯃꯐꯝ ꯑꯗꯨꯗ ꯃꯈꯣꯏꯅ ꯁꯤꯜꯁꯤꯡꯕꯨ ꯂꯥꯟꯗꯥꯅꯕ ꯉꯥꯏꯔꯤ꯫ ꯄꯣꯂꯥꯔ ꯕꯦꯌꯥꯔꯁꯤꯡꯗ ꯐꯦꯠ ꯌꯥꯝꯅ ꯌꯥꯎꯕ ꯑꯃꯁꯨꯡ ꯄ꯭ꯔꯣꯇꯤꯟ ꯌꯥꯝꯅ ꯌꯥꯎꯕ ꯗꯥꯏꯠ ꯑꯃ ꯂꯩ꯫ ꯃꯗꯨꯅ ꯃꯈꯣꯏꯕꯨ ꯅꯨꯡꯉꯥꯏꯅ ꯊꯝꯕꯗ ꯑꯃꯁꯨꯡ ꯃꯈꯣꯏꯒꯤ ꯍꯛꯆꯥꯡꯗ ꯑꯦꯅꯔꯖꯤ ꯊꯝꯕꯗ ꯃꯇꯦꯡ ꯄꯥꯡꯏ꯫